ꯑꯣꯕꯖꯦꯛ ꯑꯣꯔꯤꯌꯦꯟꯇꯦꯠ ꯄ꯭ꯔꯣꯒ꯭ꯔꯥꯃꯤꯡ ꯅ ꯑꯦꯕꯁ꯭ꯇꯔꯦꯛꯁꯟ ꯇꯧꯕ ꯌꯥꯍꯜꯂꯤ, ꯃꯁꯤꯅ ꯇꯥꯛꯄꯗꯤ ꯄ꯭ꯔꯣꯒ꯭ꯔꯥꯃꯔ ꯑꯃꯅ ꯏꯆꯝ ꯆꯝꯕ, ꯃꯤꯌꯥꯝꯒ ꯃꯥꯌꯣꯛꯅꯔꯤꯕ ꯏꯟꯇꯔꯐꯦꯁꯁꯤꯡꯒꯤ ꯈꯨꯠꯊꯥꯡꯗ ꯀꯝꯄ꯭ꯂꯦꯛꯁ ꯁꯤꯁꯇꯦꯝ ꯑꯃ ꯔꯤꯄ꯭ꯔꯖꯦꯟꯇ ꯇꯧꯕ ꯌꯥꯏ꯫ ꯃꯁꯤꯅ ꯁꯤꯁ꯭ꯇꯦꯝ ꯑꯁꯤꯒꯤ ꯅꯨꯡꯒꯤ ꯑꯣꯏꯕ ꯊꯕꯛ ꯊꯧꯔꯞꯁꯤꯡ ꯈꯪꯗꯕ ꯃꯤꯑꯣꯏꯁꯤꯡꯗꯁꯨ ꯌꯥꯝꯅ ꯂꯥꯏꯅ ꯂꯧꯁꯤꯟꯕ ꯑꯃꯁꯨꯡ ꯁꯤꯖꯤꯟꯅꯕꯗ ꯂꯥꯏꯍꯜꯂꯤ꯫ ꯑꯣꯔꯒꯅꯥꯏꯖꯦꯁꯟ: ꯑꯣꯕꯖꯦꯛ ꯑꯣꯔꯤꯌꯦꯟꯇꯦꯠꯗ ꯄ꯭ꯔꯣꯒ꯭ꯔꯥꯃꯤꯡ ꯅ ꯀꯣꯗ ꯑꯁꯤ ꯂꯣꯖꯤꯀꯦꯜ ꯑꯃꯁꯨꯡ ꯏꯟꯇ꯭ꯌꯨꯏꯇꯤꯚ ꯑꯣꯏꯕ ꯃꯑꯣꯡꯗ ꯑꯣꯔꯒꯅꯥꯏꯖ ꯇꯧꯕꯗ ꯃꯇꯦꯡ ꯄꯥꯡꯏ, ꯃꯁꯤꯅ ꯁꯤꯁ꯭ꯇꯦꯝ ꯑꯁꯤꯒꯤ ꯁꯥꯏꯖ ꯑꯃꯁꯨꯡ ꯀꯝꯄ꯭ꯂꯦꯛꯁ ꯑꯣꯏꯕ ꯍꯦꯟꯒꯠꯂꯛꯄꯒꯒ ꯂꯣꯏꯅꯅ ꯃꯦꯅꯦꯖ ꯇꯧꯕꯗ ꯂꯥꯏꯍꯜꯂꯤ꯫ ꯃꯁꯤꯅ ꯍꯦꯟꯅ ꯃꯦꯟꯇꯅꯦꯕꯜ ꯑꯃꯁꯨꯡ ꯁ꯭ꯀꯦꯜ ꯇꯧꯕ ꯌꯥꯕ ꯁꯣꯐꯇꯋꯥꯌꯔ ꯊꯣꯛꯍꯜꯂꯤ꯫ ꯈꯪꯖꯤꯟꯒꯗꯕ ꯑꯃꯅ, ꯑꯣꯕꯖꯦꯛꯇ-ꯑꯣꯔꯤꯑꯦꯟꯇꯦꯗ ꯄ꯭ꯔꯣꯒ꯭ꯔꯥꯃꯤꯡ ꯄꯦꯔꯥꯗꯥꯏꯝ ꯑꯁꯤꯅ ꯀꯥꯟꯅꯕ ꯀꯌꯥ ꯑꯃ ꯄꯤꯔꯤ ꯃꯗꯨꯅ ꯃꯁꯤꯕꯨ ꯁꯣꯐꯇꯋꯥꯌꯔ ꯗꯤꯚꯦꯂꯞꯃꯦꯟꯇꯒꯤꯗꯃꯛꯇ ꯄꯨꯛꯅꯤꯡ ꯆꯤꯡꯁꯤꯟꯅꯤꯡꯉꯥꯏ ꯑꯣꯏꯕ ꯆꯌꯦꯠꯅꯕ ꯑꯃ ꯑꯣꯏꯍꯜꯂꯤ꯫ ꯀꯣꯗ ꯑꯃꯨꯛ ꯍꯟꯅ ꯁꯤꯖꯤꯟꯅꯕ, ꯑꯦꯟꯀꯦꯞꯁꯨꯂꯦꯁꯟ, ꯑꯦꯕꯁ꯭ꯇꯔꯦꯛꯁꯟ, ꯑꯃꯁꯨꯡ ꯑꯣꯔꯒꯅꯥꯏꯖꯦꯁꯟ ꯄ꯭ꯔꯃꯣꯠ ꯇꯧꯗꯨꯅ, ꯑꯣꯕꯖꯦꯛ ꯑꯣꯔꯤꯌꯦꯟꯇꯦꯗ ꯄ꯭ꯔꯣꯒ꯭ꯔꯥꯃꯤꯡ ꯅ ꯄ꯭ꯔꯣꯒ꯭ꯔꯥꯃꯔꯁꯤꯡꯗ ꯑꯆꯧꯕ ꯑꯃꯁꯨꯡ ꯀꯝꯄ꯭ꯂꯦꯛꯁ ꯁꯤꯁ꯭ꯇꯦꯞꯁꯤꯡ ꯁꯦꯝꯒꯠꯄ, ꯁꯦꯟꯅꯕꯒꯤ ꯑꯃꯁꯨꯡ ꯁ꯭ꯀꯦꯜ ꯇꯧꯕꯗ ꯂꯥꯏꯊꯣꯛꯍꯜꯂꯤ꯫। ꯑꯄꯤꯕ ꯋꯥꯍꯩ ꯑꯃꯅ ꯄꯣꯖꯤꯇꯤꯚ ꯅꯠꯇ꯭ꯔꯒ ꯅꯦꯒꯦꯇꯤꯚ ꯑꯣꯏꯕꯔ ꯍꯥꯏꯕꯗꯨ ꯈꯪꯗꯣꯛꯄ ꯉꯝꯕ ꯄ꯭ꯁꯨꯗꯣ-ꯀꯣꯗ ꯑꯃ ꯏꯕꯤꯌꯨ꯫ ꯄꯣꯖꯤꯇꯤꯚ ꯑꯃꯁꯨꯡ ꯅꯦꯒꯦꯇꯤꯚ ꯂꯧꯊꯣꯛꯄ ꯁ꯭ꯀꯣꯔꯁꯤꯡ ꯊꯝꯅꯕ ꯑꯍꯥꯡꯕ ꯂꯤꯁ꯭ꯠ ꯑꯃ ꯏꯅꯤꯁꯤꯑꯦꯂꯥꯏꯖ ꯇꯧꯗꯨꯅ ꯍꯧꯒꯗꯕꯅꯤ꯫ ꯁꯦꯟꯇꯤꯃꯦꯟꯇ ꯑꯦꯅꯂꯥꯏꯁꯤꯁ ꯂꯥꯏꯕ꯭ꯔꯦꯔꯤ ꯔꯤ-ꯇ꯭ꯔꯦꯟ ꯇꯧꯔꯕ ꯃꯣꯗꯦꯜ ꯑꯃ ꯂꯣꯗ ꯇꯧꯕ ꯅꯠꯇ꯭ꯔꯒ ꯏꯝꯄ꯭ꯣꯔꯠ ꯇꯧꯕ꯫ ꯃꯊꯪꯗ, ꯁꯦꯟꯇꯤꯃꯦꯟꯇꯀꯤꯗꯃꯛꯇ ꯑꯦꯅꯂꯥꯏꯖ ꯇꯧꯒꯗꯕ ꯇꯦꯛꯁ ꯑꯗꯨ ꯂꯧ꯫ ꯃꯔꯤ ꯂꯩꯅꯗꯕ ꯆꯦꯛꯔꯦꯛꯇꯔ ꯅꯠꯇ꯭ꯔꯒ ꯁꯤꯝꯕꯣꯜ ꯑꯃꯠꯇ ꯂꯧꯊꯣꯛꯇꯨꯅ, ꯇꯣꯀꯦꯅꯥꯏꯖꯦꯁꯟ ꯇꯧꯗꯨꯅ, ꯑꯃꯁꯨꯡ ꯆꯦꯛꯔꯦꯛꯇꯔ ꯄꯨꯝꯅꯃꯛ ꯂꯣꯋꯔꯀꯦꯁꯇ ꯑꯣꯟꯊꯣꯛꯇꯨꯅ ꯇꯦꯛꯁ ꯑꯗꯨ ꯄ꯭ꯔꯤꯄ꯭ꯔꯣꯁꯦꯁ ꯇꯧꯕ꯫ ꯄ꯭ꯔꯤꯄ꯭ꯔꯣꯁꯦꯁ ꯇꯧꯔꯕ ꯇꯦꯛꯁ ꯑꯗꯨ ꯁꯦꯟꯇꯤꯃꯦꯟꯇ ꯑꯦꯅꯂꯥꯏꯁꯤꯁ ꯃꯣꯗꯦꯜꯗ ꯄꯥꯁ ꯇꯧꯕ꯫ ꯔꯤꯇ꯭ꯔꯦꯟ ꯇꯧꯔꯕ ꯁꯦꯟꯇꯤꯃꯦꯟꯇ ꯁ꯭ꯀꯣꯔꯁꯤꯡ ꯑꯁꯤ ꯂꯤꯡꯈꯠꯂꯛꯂꯤꯕ ꯊ꯭ꯔꯦꯁꯍꯣꯜꯗ ꯚꯦꯂ꯭ꯌꯨꯁꯤꯡꯒ ꯆꯥꯡꯗꯝꯅꯗꯨꯅ ꯏꯚꯥꯂꯨꯑꯦꯠ ꯇꯧꯕ꯫ ꯀꯔꯤꯒꯨꯝꯕ ꯔꯤꯇ꯭ꯔꯦꯟ ꯇꯧꯔꯕ ꯁ꯭ꯀꯣꯔ ꯑꯗꯨ ꯄꯣꯖꯤꯇꯤꯚ ꯊ꯭ꯔꯦꯁꯍꯣꯜꯗꯇꯒꯤ ꯍꯦꯜꯂꯕꯗꯤ, ꯄꯣꯖꯤꯇꯤꯚ ꯀꯥꯎꯟꯇ ꯑꯗꯨꯗ ꯄ꯭ꯂꯁ ꯑꯃ ꯍꯥꯞꯆꯤꯜꯂꯨ꯫ ꯅꯠꯇ꯭ꯔꯕꯗꯤ, ꯀꯔꯤꯒꯨꯝꯕ ꯔꯤꯇ꯭ꯔꯦꯟ ꯇꯧꯔꯕ ꯁ꯭ꯀꯣꯔ ꯑꯗꯨ ꯅꯦꯒꯦꯇꯤꯚ ꯊ꯭ꯔꯦꯁꯍꯣꯜꯗꯀꯤ ꯃꯈꯥꯗ ꯂꯩꯔꯕꯗꯤ, ꯅꯦꯒꯦꯇꯤꯚ ꯀꯥꯎꯟꯇ ꯑꯗꯨꯗ ꯄ꯭ꯂꯁ ꯑꯃ ꯍꯥꯞꯆꯤꯜꯂꯨ꯫ ꯄꯣꯖꯤꯇꯤꯚ ꯑꯃꯁꯨꯡ ꯅꯦꯒꯦꯇꯤꯚ ꯀꯥꯎꯟꯇꯁꯤꯡꯗ ꯚꯦꯂ꯭ꯌꯨꯁꯤꯡ ꯆꯥꯡꯗꯝꯅꯕ꯫ ꯀꯔꯤꯒꯨꯝꯕ ꯄꯣꯖꯤꯇꯤꯚ ꯀꯥꯎꯟꯇ ꯍꯦꯟꯅ ꯋꯥꯡꯂꯕꯗꯤ ꯇꯦꯛꯁ ꯑꯗꯨ ꯑꯌꯥꯝꯕꯅ ꯄꯣꯖꯤꯇꯤꯚ ꯑꯣꯏꯒꯅꯤ ꯅꯠꯇ꯭ꯔꯒ ꯅꯦꯒꯦꯇꯤꯚ ꯑꯣꯏꯔꯕꯗꯤ ꯇꯦꯛꯁ ꯑꯗꯨ ꯑꯌꯥꯝꯕꯅ ꯅꯦꯒꯦꯇꯤꯚ ꯑꯣꯏ꯫ ꯔꯣꯝꯒꯤ ꯁꯥꯝꯔꯥꯖ꯭ꯌꯒꯤ ꯃꯇꯥꯡꯗ ꯋꯥꯐꯝ ꯃꯉꯥ ꯈꯣꯝꯖꯤꯜꯂꯨ꯫ ꯔꯣꯃꯥꯟ ꯏꯝꯄꯥꯌꯔ ꯑꯁꯤ ꯄꯨꯋꯥꯔꯤꯗ ꯈ꯭ꯋꯥꯏꯗꯒꯤ ꯆꯥꯎꯕ ꯁꯥꯝꯔꯥꯖ꯭ꯌꯁꯤꯡꯒꯤ ꯃꯅꯨꯡꯗ ꯑꯃꯅꯤ, ꯌꯨꯔꯣꯞ, ꯑꯐ꯭ꯔꯤꯀꯥ ꯑꯃꯁꯨꯡ ꯑꯦꯁꯤꯌꯥ ꯌꯥꯎꯅ ꯀꯟꯇꯤꯅꯦꯟꯇ ꯑꯍꯨꯝꯗ ꯂꯩꯕ ꯇꯦꯔꯤꯇꯣꯔꯤꯁꯤꯡ ꯔꯣꯝꯒꯤ ꯁꯥꯝꯔꯥꯖ꯭ꯌ ꯑꯁꯤ ꯈ꯭ꯔ꯭ꯏꯁ꯭ꯇꯒꯤ ꯃꯃꯥꯡ ꯆꯍꯤ ꯀꯨꯟꯇꯔꯦꯠ ꯇ ꯖꯨꯂꯤꯌꯁ ꯁꯤꯖꯥꯔꯒꯤ ꯃꯆꯥꯅꯨꯄꯥ ꯒꯥꯏꯌꯁ ꯑꯣꯛꯇꯣꯕꯔꯅ ꯑꯍꯥꯟꯕ ꯔꯣꯝꯒꯤ ꯏꯝꯄꯥꯔꯇꯔ ꯑꯣꯏꯔꯀꯄꯗꯒꯤ ꯍꯧꯈꯤꯕꯅꯤ, ꯃꯍꯥꯛꯅꯥ ꯑꯒꯁ꯭ꯇꯁꯀꯤ ꯃꯃꯤꯡ ꯂꯧꯈꯤ꯫ ꯔꯣꯃꯥꯟ ꯏꯝꯄꯥꯌꯔ ꯑꯁꯤ ꯀꯣꯂꯣꯁꯤꯌꯝ, ꯄꯟꯊꯨꯡꯐꯝ, ꯑꯃꯁꯨꯡ ꯑꯦꯛꯕꯤꯗꯛꯇꯒꯨꯝꯕ ꯃꯣꯅꯨꯃꯦꯟꯇꯜ ꯀꯟꯁꯇ꯭ꯔꯛꯁꯟꯁꯤꯡ ꯌꯥꯎꯅ ꯌꯥꯝꯅ ꯅꯨꯡꯉꯥꯏꯕ ꯑꯥꯔꯀꯤꯇꯦꯛꯆꯔꯒꯤꯗꯃꯛ ꯃꯃꯤꯡ ꯆꯠꯂꯤ꯫ ꯔꯣꯃꯥꯟꯁꯤꯡꯒꯤ ꯂꯣꯜ ꯑꯣꯏꯔꯤꯕ ꯂꯦꯇꯤꯟ ꯑꯁꯤꯅ ꯃꯣꯔꯗꯟ ꯂꯣꯟꯁꯤꯡꯗ ꯌꯥꯝꯅ ꯆꯥꯎꯅ ꯏꯊꯤꯜ ꯄꯤꯈꯤ, ꯃꯁꯤꯗꯒꯤ ꯂꯥꯛꯄ ꯋꯥꯍꯩ ꯀꯌꯥ ꯑꯃꯁꯨꯡ ꯒ꯭ꯔꯥꯃꯥꯔꯇꯤꯛ ꯁ꯭ꯇꯔꯛꯆꯔ ꯀꯌꯥ ꯌꯥꯎꯔꯤ꯫ ꯔꯣꯃꯥꯟ ꯏꯝꯄꯥꯌꯔ ꯑꯁꯤ ꯃꯈꯣꯏꯒꯤ ꯁꯛꯇꯤ ꯂꯩꯔꯕ ꯂꯥꯟꯃꯤꯁꯤꯡꯒꯤꯗꯃꯛ ꯈꯪꯅꯔꯝꯃꯤ, ꯃꯈꯣꯏꯅ ꯄꯥꯛ ꯆꯥꯎꯔꯕ ꯂꯝꯗꯝꯁꯤꯡ ꯂꯧꯁꯤꯟꯕ ꯉꯝꯕ ꯑꯃꯁꯨꯡ ꯃꯈꯣꯏꯒꯤ ꯍꯣꯜꯗꯤꯡꯁꯤꯡꯗ ꯑꯀꯟꯕ ꯀꯟꯇ꯭ꯔꯣꯜ ꯊꯝꯕ ꯉꯝꯈꯤ꯫ ꯗꯤꯁꯤꯄ꯭ꯂꯤꯟ ꯂꯩꯕ ꯑꯃꯁꯨꯡ ꯌꯥꯝꯅ ꯂꯨꯕ ꯂꯥꯟꯃꯤꯁꯤꯡꯅ ꯁꯦꯝꯕ ꯔꯣꯃꯥꯟ ꯂꯤꯖ꯭ꯌꯟ ꯑꯁꯤ ꯔꯣꯃꯥꯟ ꯂꯥꯟꯃꯤꯒꯤ ꯃꯔꯨꯑꯣꯏꯕ ꯌꯨꯅꯤꯠ ꯑꯣꯏꯈꯤ꯫ ꯆꯦꯔꯅꯣꯕꯤꯜꯒꯤ ꯈꯨꯗꯣꯡꯊꯤꯕ ꯑꯁꯤ ꯀꯔꯤꯒꯤ ꯊꯣꯛꯈꯤꯕꯅꯣ ꯍꯥꯏꯕꯗꯨ ꯅꯍꯥꯛꯀꯤ ꯋꯥꯍꯩꯗ ꯐꯣꯡꯗꯣꯛꯄꯤꯌꯨ꯫ ꯆꯦꯔꯅꯣꯕꯤꯜ ꯗꯤꯖꯥꯁꯇꯔ ꯑꯁꯤ ꯂꯤꯁꯤꯡ ꯑꯃꯒ ꯃꯔꯤꯐꯨ ꯇꯔꯨꯛ ꯀꯤ ꯑꯦꯄ꯭ꯔꯤꯜ ꯀꯨꯟꯇꯔꯨꯛ ꯇ ꯌꯨꯀ꯭ꯔꯦꯟꯒꯤ ꯆꯦꯔꯅꯣꯕꯤꯜ ꯅ꯭ꯌꯨꯀ꯭ꯂꯤꯌꯔ ꯄꯥꯋꯔ ꯄ꯭ꯂꯥꯟꯇꯇ ꯊꯣꯛꯈꯤ꯫ ꯃꯁꯤ ꯃꯤꯑꯣꯏꯕꯒꯤ ꯑꯁꯣꯏꯕ ꯑꯃꯁꯨꯡ ꯔꯤꯑꯦꯛꯇꯔ ꯃꯁꯥꯃꯛꯀꯤ ꯗꯤꯖꯥꯏꯟꯗ ꯑꯁꯣꯏꯕ ꯑꯅꯤꯃꯛ ꯄꯨꯟꯁꯤꯜꯂꯛꯄꯒꯤ ꯃꯍꯩꯅꯤ꯫ ꯔꯨꯇꯤꯟ ꯁꯦꯐꯇꯤ ꯇꯦꯁꯠ ꯑꯃꯒꯤ ꯃꯅꯨꯡꯗ ꯔꯤꯑꯦꯛꯇꯔ ꯑꯁꯤꯒꯤ ꯄꯥꯋꯔ ꯂꯦꯚꯦꯜ ꯑꯁꯤ ꯀꯟꯇ꯭ꯔꯣꯜ ꯇꯧꯗꯅ ꯂꯩꯈꯤ, ꯃꯁꯤꯅ ꯁ꯭ꯇꯤꯝ ꯑꯦꯛꯁꯞꯂꯣꯁꯟ ꯑꯃꯁꯨꯡ ꯃꯇꯨꯡ ꯇꯥꯔꯛꯄꯗ ꯃꯩ ꯆꯥꯛꯈꯤ꯫ ꯃꯁꯤꯒꯤ ꯄꯣꯠ ꯄꯨꯊꯣꯛ ꯄꯨꯁꯤꯟ ꯑꯁꯤꯅ ꯑꯦꯠꯃꯣꯁꯐ꯭ꯌꯔꯗ ꯔꯦꯗꯤꯑꯣꯑꯦꯛꯇꯤꯚ ꯄꯥꯔꯇꯤꯀꯜꯁꯤꯡ ꯊꯥꯗꯣꯛꯈꯤ꯫